ꯁ꯭ꯄꯦꯁꯇ ꯊꯥꯈꯤꯕ ꯑꯍꯥꯟꯕ ꯁꯦꯇꯂꯥꯏꯠ ꯑꯗꯨꯒꯤ ꯃꯃꯤꯡ ꯀꯔꯤꯅꯣ? ꯁ꯭ꯄꯦꯁꯇꯥ ꯃꯥꯏ ꯄꯥꯛꯅ ꯊꯥꯈꯤꯕꯥ ꯑꯍꯥꯟꯕ ꯁꯦꯇꯦꯂꯥꯏꯠꯀꯤ ꯃꯃꯤꯡ ꯁ꯭ꯄꯨꯠꯅꯤꯛ ꯑꯃꯅꯤ, ꯃꯁꯤ ꯁꯣꯚꯤꯌꯦꯠ ꯌꯨꯅꯤꯌꯟꯅ ꯑꯣꯛꯇꯣꯕꯔ ꯃꯔꯤ, ꯂꯤꯁꯤꯡ ꯑꯃ ꯆꯃꯥꯄꯥꯜ ꯌꯥꯡꯈꯩ ꯇꯔꯦꯠꯇ ꯊꯥꯗꯣꯛꯈꯤꯕꯅꯤ꯫ ꯄꯦꯁꯦꯖ ꯑꯗꯨꯒꯤ ꯃꯔꯨꯑꯣꯏꯕ ꯋꯥꯈꯜꯂꯣꯟ ꯑꯗꯨ ꯈꯜꯂꯨ, ꯁꯦꯟꯇꯦꯟꯁ ꯏꯟꯗꯦꯛꯁ ꯑꯗꯨ ꯑꯥꯎꯠꯄꯨꯠ ꯇꯧ꯫ ꯁ꯭ꯇꯔꯦꯁ ꯍꯟꯊꯍꯟꯅꯕ ꯑꯃꯁꯨꯡ ꯃꯦꯟꯇꯦꯜ ꯋꯦꯜꯕꯤꯡ ꯐꯒꯠꯍꯟꯅꯕ ꯄꯥꯝꯕꯩ ꯑꯃ ꯑꯣꯏꯅ ꯍꯧꯈꯤꯕ ꯆꯍꯤ ꯈꯔꯁꯤꯗ ꯃꯥꯏꯟꯗꯐ꯭ꯔꯦꯟꯗꯒꯤ ꯆꯠꯅꯕꯤ ꯑꯁꯤ ꯍꯦꯟꯅ ꯃꯤꯌꯥꯃꯅ ꯄꯥꯝꯅꯕ ꯑꯣꯏꯔꯛꯂꯤ꯫ ꯃꯥꯏꯟꯗꯐ꯭ꯔꯦꯟꯗ ꯍꯥꯏꯕꯁꯤ ꯀꯅꯥꯒꯨꯝꯕ ꯑꯃꯒꯤ ꯑꯦꯋꯦꯌꯔꯅꯦꯁ ꯑꯗꯨ ꯍꯧꯖꯤꯛꯀꯤ ꯃꯇꯝ ꯑꯁꯤꯗ ꯃꯤꯠꯌꯦꯡ ꯊꯝꯗꯨꯅ, ꯀꯅꯥꯒꯨꯝꯕ ꯑꯃꯒꯤ ꯐꯤꯚꯝ, ꯋꯥꯈꯜ ꯑꯃꯁꯨꯡ ꯍꯛꯆꯥꯡꯒꯤ ꯁꯦꯟꯁꯁꯤꯡ ꯑꯗꯨ ꯌꯥꯕ ꯑꯃꯁꯨꯡ ꯌꯥꯕ ꯃꯇꯝꯗ ꯐꯪꯕ ꯃꯦꯟꯇꯦꯜ ꯁ꯭ꯇꯦꯠ ꯑꯃꯅꯤ꯫ ꯃꯥꯏꯟꯗꯐ꯭ꯔꯦꯟꯗ ꯃꯦꯗꯤꯌꯝ ꯑꯁꯤ ꯑꯌꯥꯝꯕꯅ ꯁꯖ꯭ꯦꯁꯠ ꯇꯧꯏ ꯑꯃꯁꯨꯡ ꯃꯁꯤꯗ ꯁ꯭ꯋꯔ ꯍꯣꯟꯕꯗ ꯃꯤꯠꯌꯦꯡ ꯊꯝꯕ, ꯃꯟꯇꯔꯥ ꯑꯃ ꯍꯟꯖꯤꯟ ꯍꯟꯖꯤꯟ ꯇꯧꯕ ꯅꯠꯇꯔꯒ ꯍꯛꯆꯥꯡ ꯄꯨꯝꯕꯗ ꯐꯤꯖꯤꯀꯦꯜ ꯁꯦꯟꯁꯁꯤꯡ ꯌꯦꯡꯁꯤꯟꯕ ꯑꯁꯤ ꯌꯥꯎꯕ ꯌꯥꯏ꯫ ꯑꯦꯖꯨꯀꯦꯁꯟꯒꯤ ꯃꯔꯨꯑꯣꯏꯕꯒꯤ ꯃꯇꯥꯡꯗ ꯋꯥꯔꯤ ꯁꯥꯅꯕ ꯊꯤꯁꯤꯁ ꯁ꯭ꯇꯦꯠꯃꯦꯟꯠ ꯑꯃ ꯖꯦꯅꯦꯔꯦꯠ ꯇꯧꯕ꯫ "ꯑꯦꯖꯨꯀꯦꯁꯟꯅ ꯀꯅꯥꯒꯨꯝꯕ ꯑꯃꯒꯤ ꯄꯔꯁꯣꯅꯦꯜ ꯑꯃꯁꯨꯡ ꯄ꯭ꯔꯣꯐꯦꯁꯅꯦꯜ ꯒ꯭ꯔꯣꯊ ꯁꯦꯝꯒꯠꯄꯗ ꯃꯔꯨꯑꯣꯏꯕ ꯊꯧꯗꯥꯡ ꯂꯧꯔꯤ, ꯃꯤꯑꯣꯏ ꯑꯃꯗ ꯄꯨꯟꯁꯤꯒꯤ ꯁꯤꯡꯅꯕꯁꯤꯡ ꯂꯥꯟꯊꯣꯛꯅꯕ, ꯃꯈꯣꯏꯒꯤ ꯄꯨꯟꯁꯤꯒꯤ ꯊꯥꯛ ꯐꯒꯠꯍꯟꯅꯕ ꯑꯃꯁꯨꯡ ꯈꯨꯟꯅꯥꯏꯒꯤ ꯊꯧꯗꯥꯡ ꯂꯧꯕ ꯃꯤꯑꯣꯏꯁꯤꯡ ꯑꯣꯏꯅꯕ ꯃꯊꯧ ꯇꯥꯕ ꯇꯉꯥꯏ ꯐꯗꯕ ꯂꯧꯁꯤꯡ, ꯍꯩꯁꯤꯡꯕ ꯑꯃꯁꯨꯡ ꯚꯦꯜꯌꯨꯁꯤꯡ ꯄꯤꯔꯤ꯫" ꯃꯤꯗꯜ ꯁ꯭ꯀꯨꯜꯒꯤ ꯃꯍꯩꯔꯣꯏ ꯑꯃꯗ ꯃꯦꯊꯁ ꯇꯝꯕꯤꯕꯒꯤ ꯀ꯭ꯔꯤꯌꯦꯇꯤꯕ ꯑꯣꯏꯕ ꯃꯑꯣꯡ ꯑꯃ ꯊꯤꯕꯤꯌꯨ꯫ ꯃꯤꯗꯜ ꯁ꯭ꯀꯨꯜꯒꯤ ꯃꯍꯩꯔꯣꯏ ꯑꯃꯗ ꯃꯦꯊꯁ ꯇꯝꯕꯤꯕꯒꯤ ꯀ꯭ꯔꯤꯌꯦꯇꯤꯕ ꯑꯣꯏꯕ ꯃꯑꯣꯡ ꯑꯃꯗꯤ ꯇꯝꯕꯗ ꯅꯨꯡꯉꯥꯏꯕ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯏꯟꯇꯔꯦꯛꯇꯤꯕ ꯒꯦꯝꯁꯤꯡ ꯑꯃꯁꯨꯡ ꯊꯕꯛ ꯊꯧꯔꯃꯁꯤꯡ ꯁꯤꯖꯤꯟꯅꯕꯅꯤ꯫ ꯈꯨꯗꯝ ꯑꯣꯏꯅ, ꯅꯍꯥꯛꯅ ꯇ꯭ꯔꯦꯖꯔ ꯍꯟꯠ ꯒꯦꯝ ꯑꯃ ꯁꯦꯝꯕ ꯌꯥꯏ, ꯃꯗꯨꯗ ꯃꯍꯩꯔꯣꯏ ꯑꯗꯨꯅ ꯀ꯭ꯂꯨꯁꯤꯡ ꯑꯟꯂꯣꯛ ꯇꯧꯅꯕꯒꯤꯗꯃꯛ ꯑꯃꯁꯨꯡ ꯂꯦꯚꯦꯜꯁꯤꯡꯒꯤ ꯈꯨꯠꯊꯥꯡꯗ ꯄ꯭ꯔꯣꯒ꯭ꯔꯦꯁ ꯇꯧꯅꯕꯒꯤꯗꯃꯛ ꯃ꯭ꯦꯊꯁꯀꯤ ꯄ꯭ꯔꯣꯕ꯭ꯂꯦꯝꯁꯤꯡ ꯀꯣꯛꯍꯟꯒꯗꯕꯅꯤ꯫ ꯄ꯭ꯔꯣꯕ꯭ꯂꯦꯝꯁꯤꯡ ꯑꯁꯤ ꯃꯍꯩꯔꯣꯏꯒꯤ ꯊꯥꯛꯀꯤ ꯃꯇꯨꯡ ꯏꯟꯅ ꯕꯦꯁꯤꯛ ꯑꯦꯔꯤꯊꯃꯦꯇꯤꯛꯇꯒꯤ ꯍꯧꯔꯒ ꯍꯦꯟꯅ ꯀꯝꯄꯂꯦꯛꯁ ꯑꯣꯏꯕ ꯏꯀ꯭ꯌꯨꯏꯞꯃꯦꯟꯠꯁꯤꯡ ꯐꯥꯎꯕ ꯑꯣꯏꯕ ꯌꯥꯏ꯫ ꯑꯇꯣꯞꯄ ꯑꯦꯄ꯭ꯔꯣꯆ ꯑꯃꯅ ꯔꯤꯑꯦꯜ-ꯂꯥꯏꯐ ꯁꯤꯅꯥꯔꯤꯑꯣꯁꯤꯡ ꯌꯥꯎꯍꯟꯕ ꯑꯃꯁꯨꯡ ꯅꯨꯃꯤꯠ ꯈꯨꯗꯤꯡꯒꯤ ꯑꯣꯏꯕ ꯄꯣꯠꯂꯝꯁꯤꯡ ꯁꯤꯖꯤꯟꯅꯗꯨꯅ ꯃ꯭ꯦꯊꯃꯦꯇꯤꯀꯦꯜ ꯀꯟꯁꯦꯞꯁꯤꯡ ꯁꯟꯗꯣꯛꯅꯥ ꯇꯥꯛꯄ ꯑꯁꯤꯅꯤ꯫ ꯈꯨꯗꯝ ꯑꯣꯏꯅ, ꯅꯍꯥꯛꯅ ꯄꯤꯖ꯭ꯖꯥ ꯑꯃ ꯁꯤꯖꯤꯟꯅꯗꯨꯅ ꯐ꯭ꯔꯦꯛꯁꯟꯁꯤꯡ ꯇꯝꯕꯤꯕ ꯌꯥꯏ, ꯃꯗꯨ ꯁ꯭ꯂꯥꯏꯁꯁꯤꯡꯗ ꯈꯥꯏꯗꯣꯛꯄ ꯑꯃꯁꯨꯡ ꯇꯣꯉꯥꯟ-ꯇꯣꯉꯥꯟꯕ ꯐ꯭ꯔꯦꯛꯁꯟꯁꯤꯡꯅ ꯑꯄꯨꯟꯕ ꯑꯗꯨꯒꯤ ꯇꯣꯉꯥꯟ-ꯇꯣꯉꯥꯟꯕ ꯁꯔꯨꯛꯁꯤꯡꯕꯨ ꯀꯔꯝꯅ ꯔꯤꯄ꯭ꯔꯖꯦꯟꯠ ꯇꯧꯕꯒꯦ ꯍꯥꯏꯕꯗꯨ ꯎꯠꯄ ꯌꯥꯏ꯫ ꯑꯗꯣꯝꯅ ꯁꯦꯅꯐꯝ ꯑꯁꯤ ꯑꯦꯗꯤꯁꯟ, ꯁꯕꯠꯔꯦꯛꯁꯟ, ꯑꯃꯁꯨꯡ ꯄꯥꯔꯁꯦꯟꯇꯦꯖꯒꯨꯝꯕ ꯋꯥꯈꯜꯂꯣꯅꯁꯤꯡ ꯇꯝꯕꯤꯕꯗꯁꯨ ꯁꯤꯖꯤꯟꯅꯕ ꯌꯥꯏ꯫ ꯆꯥ꯭ꯔꯠ, ꯗꯥꯏꯒꯅꯣꯁ꯭ꯇꯤꯛ, ꯑꯃꯁꯨꯡ ꯑꯦꯅꯤꯃꯦꯇꯦꯗ ꯚꯤꯗꯤꯑꯣꯒꯨꯝꯕ ꯚꯤꯖꯨꯑꯦꯜ ꯑꯦꯗꯁꯤꯡꯅꯁꯨ ꯃ꯭ꯦꯊꯁꯄꯨ ꯍꯦꯟꯅ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯍꯦꯟꯅ ꯂꯥꯏꯅ ꯂꯧꯁꯤꯟꯕꯗ ꯃꯇꯦꯡ ꯄꯥꯡꯕ ꯌꯥꯏ꯫ ꯃꯆꯨ ꯀꯌꯥꯅ ꯊꯜꯂꯕ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯚꯤꯖꯨꯑꯦꯂꯁꯤꯡ ꯁꯤꯖꯤꯟꯅꯕꯅ ꯃꯍꯩꯔꯣꯏ ꯑꯗꯨꯕꯨ ꯑꯦꯕꯁ꯭ꯇꯔꯦꯛ ꯀꯟꯁꯦꯞꯁꯤꯡ ꯍꯦꯟꯅ ꯐꯖꯅ ꯈꯪꯗꯣꯛꯄꯥ ꯑꯃꯁꯨꯡ ꯏꯟꯐꯣꯔꯃꯦꯁꯟ ꯍꯦꯟꯅ ꯏꯐꯦꯛꯇꯤꯚ ꯑꯣꯏꯅ ꯊꯝꯕꯗꯥ ꯃꯇꯦꯡ ꯄꯥꯡꯏ꯫ ꯈꯪꯖꯤꯟꯒꯗꯕ ꯑꯃꯅ, ꯃꯤꯗꯜ ꯁ꯭ꯀꯨꯜꯒꯤ ꯃꯍꯩꯔꯣꯏ ꯑꯃꯗ ꯃ꯭ꯦꯊꯁ ꯇꯝꯕꯤꯕꯥ ꯑꯁꯤ ꯇꯝꯕꯗ ꯅꯨꯡꯉꯥꯏꯕ ꯑꯃꯁꯨꯡ ꯏꯟꯇꯔꯦꯛꯇꯤꯕ ꯑꯣꯏꯍꯟꯅꯕ ꯏꯟꯇꯔꯦꯛꯇꯤꯕ ꯒꯦꯝꯁꯤꯡ, ꯔꯤꯑꯦꯜ-ꯂꯥꯏꯐ ꯁꯤꯅꯥꯔꯤꯑꯣꯁꯤꯡ, ꯚꯤꯖꯨꯑꯦꯜ ꯑꯦꯗꯁꯤꯡ, ꯑꯃꯁꯨꯡ ꯑꯇꯩ ꯑꯦꯡꯒꯦꯖꯤꯡ ꯇꯦꯛꯅꯤꯀꯁꯤꯡꯒꯤ ꯀꯝꯕꯤꯅꯦꯁꯟ ꯑꯃ ꯁꯤꯖꯤꯟꯅꯗꯨꯅ ꯍꯦꯟꯅ ꯅꯨꯡꯉꯥꯏꯕ ꯑꯃꯁꯨꯡ ꯏꯐꯦꯛꯇꯤꯚ ꯑꯣꯏꯍꯟꯕ ꯌꯥꯏ꯫ ꯅꯨꯃꯤꯠ ꯆꯨꯞꯄ ꯑꯃꯥ ꯂꯦꯞꯄꯒꯤ ꯃꯆꯨꯁꯤꯡ ꯑꯗꯨ ꯁꯟꯗꯣꯛꯅ ꯇꯥꯛꯄ ꯋꯥꯍꯩ ꯄꯔꯦꯡ ꯑꯃ ꯁꯦꯝꯃꯨ꯫ ꯅꯨꯃꯤꯠ ꯆꯨꯞꯄ ꯑꯃꯥ ꯂꯦꯞꯄ ꯍꯥꯏꯕꯁꯤ ꯃꯩꯁꯥꯒꯤ ꯑꯣꯔꯦꯟꯖ, ꯗꯤꯞ ꯔꯦꯗ, ꯋꯥ꯭ꯔꯝ ꯄꯤꯡꯛ, ꯑꯃꯁꯨꯡ ꯏꯅꯥꯛ ꯈꯨꯜꯂꯕ ꯁꯅꯥꯒꯤ ꯌꯦꯜꯂꯣ ꯃꯆꯨꯁꯤꯡꯒꯤ ꯊꯋꯥꯏ ꯌꯥꯎꯕ ꯗꯤꯁꯄ꯭ꯂꯦ ꯑꯃꯅꯤ ꯍꯥꯏꯅ ꯐꯣꯡꯗꯣꯛꯄ ꯌꯥꯏ, ꯃꯁꯤꯅ ꯇꯞꯅ ꯇꯞꯅ ꯅꯨꯃꯤꯗꯥꯡꯒꯤ ꯑꯇꯤꯌꯥꯒꯤ ꯅꯤꯡꯊꯤꯖꯔꯕ ꯅꯤꯜꯗ ꯌꯥꯎꯁꯤꯜꯂꯤ꯫